ꯏꯁꯥꯕꯨ ꯁꯛ ꯈꯪꯖꯕ ꯏꯁꯛ ꯈꯪꯗꯅ ꯏꯐꯨꯔꯨꯞꯀꯤ ꯁꯛ ꯈꯪꯍꯟꯕ ꯑꯣꯏꯊꯣꯛꯂꯣꯏ ꯃꯥꯂꯦꯝꯗ ꯂꯩꯔꯤꯕ, ꯃꯁꯥꯒꯤ ꯄꯨꯥꯔꯤ ꯑꯃꯁꯨꯡ ꯀꯥꯡꯈꯨꯜ ꯃꯨꯠꯇ꯭ꯔꯤꯕ ꯐꯨꯔꯨꯞ ꯈꯨꯗꯤꯡꯒꯤ ꯃꯁꯥꯒꯤ ꯅꯥꯠ-ꯆꯠꯅꯕꯤ ꯂꯩꯖꯩ꯫ ꯃꯁꯥ ꯃꯁꯥꯒꯤ ꯅꯥꯠ ꯆꯠꯅꯕꯤꯒꯤ ꯃꯇꯨꯡ ꯏꯅꯅ ꯅꯨꯃꯤꯠ ꯊꯥ ꯊꯋꯥꯟꯃꯤꯆꯥꯛꯀꯤ ꯈꯣꯡꯆꯠ, ꯃꯇꯝꯒꯤ ꯈꯣꯡꯆꯠ, ꯑꯏꯣ-ꯑꯁꯥꯒꯤ ꯈꯣꯡꯂꯩ ꯄꯥꯗꯨꯅ ꯃꯄꯥꯅꯥꯠ-ꯃꯄꯨꯅꯥꯠꯀ ꯃꯔꯤ ꯂꯩꯅꯕ ꯊꯧꯔꯝꯁꯤꯡ ꯄꯥꯡꯊꯣꯛꯅꯩ꯫ ꯑꯁꯨꯝꯅ ꯏꯟꯗꯤꯌꯥꯗ ꯂꯩꯔꯤꯕ ꯇꯣꯉꯥꯟ ꯇꯣꯉꯥꯟꯕ ꯐꯨꯔꯨꯞꯁꯤꯡꯒꯤꯁꯨ ꯃꯁꯥ ꯃꯁꯥꯒꯤ ꯑꯏꯕ ꯅꯨꯃꯤꯠꯀꯤ, ꯆꯍꯤꯒꯤ, ꯊꯥꯒꯤ ꯑꯃꯁꯨꯡ ꯆꯌꯣꯜꯒꯤ ꯈꯣꯡꯆꯠ ꯄꯥꯕꯒꯤ ꯃꯆꯥꯛ-ꯀꯦꯂꯦꯟꯗꯔ ꯑꯃꯃꯝ ꯂꯣꯏꯅ ꯂꯩꯕꯅꯤ꯫ ꯇꯥꯃꯤꯜ, ꯃꯥꯜꯌꯥꯂꯤ, ꯀꯅꯥꯔꯥ ꯇꯦꯂꯨꯒꯨ, ꯃꯔꯥꯊꯤ, ꯕꯦꯡꯒꯥꯂꯤ, ꯁꯤꯈ, ꯒꯨꯖꯔꯥꯇꯤ, ꯑꯁꯥꯃꯤ, ꯕꯤꯍꯥꯔꯤꯅꯆꯤꯡꯕ ꯐꯨꯔꯨꯞ ꯄꯨꯝꯅꯃꯛꯀꯤ ꯃꯁꯥ ꯃꯁꯥꯒꯤ ꯅꯥꯠꯀ ꯃꯔꯤ ꯂꯩꯅꯕ ꯊꯕꯛ ꯊꯧꯔꯝꯁꯤꯡ ꯃꯁꯥ ꯃꯁꯥꯒꯤ ꯑꯣꯏꯖꯕ ꯀꯦꯂꯦꯟꯗꯔꯒꯤ ꯃꯇꯨꯡ ꯏꯟꯅ ꯄꯥꯡꯊꯣꯛꯅꯩ꯫ ꯀꯦꯂꯦꯟꯗꯔ ꯈꯨꯗꯤꯡꯒꯤ ꯆꯍꯤ ꯂꯣꯏꯕ ꯑꯃꯁꯨꯡ ꯍꯧꯕ ꯂꯩ꯫ ꯑꯅꯧꯕ ꯆꯍꯤ ꯍꯧꯕꯒꯤ ꯅꯨꯃꯤꯠꯇ ꯃꯄꯥꯅꯥꯠ-ꯃꯄꯨꯅꯥꯠꯀꯤ ꯆꯠꯅ-ꯂꯤꯛꯂꯝꯒꯤ ꯃꯇꯨꯡ ꯏꯟꯅ ꯇꯣꯉꯥꯟ ꯇꯣꯉꯥꯟꯅ ꯃꯤꯡ ꯊꯣꯟꯗꯨꯅ ꯐꯨꯔꯨꯞꯁꯤꯡꯅ ꯌꯥꯝꯅ ꯍꯔꯥꯎ-ꯇꯌꯥꯝꯅ ꯊꯧꯔꯝꯁꯤꯡ ꯄꯥꯡꯊꯣꯛꯅꯩ꯫ ꯀꯦꯔꯦꯂꯥꯗ ꯃꯂꯥꯌ ꯥꯂꯤꯁꯤꯡꯒꯤ ꯑꯅꯧꯕ ꯆꯍꯤ ꯍꯧꯕ ꯅꯨꯃꯤꯠꯄꯨ "ꯑꯣꯂꯝ" ꯇꯥꯃꯤꯜ ꯅꯥꯗꯨꯅꯗ ꯇꯥꯃꯤꯜꯒꯤ "ꯄꯣꯡꯒꯜ" ꯀꯔꯅꯥꯇꯀꯥꯗ ꯀꯅꯥꯗꯤꯒꯤ ꯑꯃꯁꯨꯡ ꯑꯟꯗ꯭ꯔ ꯄ꯭ꯔꯦꯍꯦꯁꯇ ꯇꯦꯂꯨꯒꯨꯒꯤ "ꯎꯒꯥꯗꯤ" ꯃꯍꯥꯔꯥꯁ꯭ꯇ꯭ꯔꯗ ꯃꯔꯥꯊꯤꯁꯤꯡꯒꯤ "ꯒꯨꯗꯤ ꯄꯗꯋꯥ", ꯕꯦꯡꯒꯜꯒꯤ "ꯆꯔꯛ ꯄꯨꯖꯥ" ꯍꯥꯏꯗꯨꯅ ꯃꯥꯒꯤ ꯃꯥꯒꯤ ꯐꯨꯔꯨꯞꯁꯤꯒꯤ ꯑꯣꯏꯕ ꯑꯅꯧꯕ ꯆꯍꯤ ꯍꯧꯕ ꯊꯧꯔꯝꯁꯤꯡ ꯄꯥꯡꯊꯣꯛꯅꯩ꯫ ꯃꯇꯧ ꯑꯁꯨꯝꯅ ꯃꯅꯤꯄꯨꯔꯗꯁꯨ ꯁꯖꯤꯕꯨ ꯆꯩꯔꯥꯎꯕ ꯍꯥꯏꯗꯨꯅ ꯃꯩꯇꯩꯒꯤ ꯑꯅꯧꯕ ꯆꯍꯤ ꯍꯧꯕ ꯅꯨꯃꯤꯠꯀꯤ ꯊꯧꯔꯝ ꯑꯃ ꯑꯥ ꯃꯩꯍꯧꯔꯣꯜ-ꯅꯤꯡꯁꯤꯡꯕ ꯊꯣꯛꯇ꯭ꯔꯕ ꯃꯇꯝꯗꯒꯤ ꯍꯧꯅ ꯄꯥꯡꯊꯣꯛꯇꯨꯅ ꯂꯥꯛꯂꯤ꯫ ꯑꯗꯨꯕꯨ ꯉꯁꯤꯗꯒꯤꯅ ꯆꯍꯤ ꯆꯅꯤꯒ ꯃꯧꯗ꯭ꯔꯥꯔꯣꯝꯒꯤ ꯃꯃꯥꯡꯊꯛꯇꯒꯤ ꯃꯅꯤꯄꯨꯔꯒꯤ ꯄꯨꯔꯤ ꯈꯨꯗꯣꯡꯊꯤꯕ ꯇꯥꯡꯀꯛ ꯑꯃꯗꯒꯤ ꯃꯩꯇꯩꯒꯤ ꯊꯥ ꯇꯔꯥꯅꯤꯊꯣꯏꯅ ꯁꯥꯕ ꯆꯍꯤ ꯍꯧꯔꯛꯄ ꯁꯖꯤꯕꯨ ꯅꯣꯡꯃ ꯄꯥꯟꯕꯗ ꯇꯥꯖꯕ ꯊꯧꯔꯝꯕꯨ ꯃꯄꯥꯟꯒꯤ ꯑꯇꯣꯞꯄ ꯐꯨꯔꯨꯞ ꯑꯃꯒꯤ ꯀꯦꯂꯦꯟꯗꯔꯗꯒꯤ ꯆꯍꯤ ꯍꯧꯕ ꯅꯨꯃꯤꯠ ꯑꯃꯗ ꯇꯥꯍꯟꯗꯨꯅ ꯇꯣꯉꯥꯟꯕ ꯅꯨꯃꯤꯠ ꯑꯃꯗ ꯅꯝꯗꯨꯅ ꯄꯥꯡꯊꯣꯛꯍꯟꯈꯤꯕꯗꯒꯤ ꯆꯍꯤ ꯆꯥ ꯑꯍꯨꯝ ꯐꯥꯅꯤꯡꯆꯤꯠ ꯑꯩꯈꯣꯏꯒꯤ ꯃꯤꯌꯥꯝꯗ ꯆꯃꯝꯅꯕ ꯑꯃ ꯄꯣꯛꯍꯟꯗꯨꯅ ꯂꯥꯛꯈꯤꯕꯅꯤ꯫ ꯉꯁꯤ ꯑꯩꯈꯣꯏꯒꯤ ꯃꯤꯌꯥꯝ ꯃꯔꯛꯇ ꯂꯩꯔꯤꯕ ꯆꯃꯝꯅꯕꯁꯤ ꯆꯍꯤ ꯆꯥ ꯑꯍꯨꯝꯈꯛꯀꯤ ꯍꯩꯅꯕꯤꯅ ꯄꯨꯍꯜꯂꯛꯄꯅꯤ꯫ ꯆꯃꯝꯅꯕ ꯑꯁꯤ ꯉꯁꯤꯗꯤ ꯐꯅꯥ ꯌꯥꯝꯅ ꯍꯟꯊꯔꯛꯂꯦ ꯍꯥꯏꯕ ꯌꯥꯔꯦ꯫ ꯈꯨꯟꯅꯥꯏ ꯑꯁꯤꯗ "ꯑꯅꯤ ꯊꯣꯛꯄꯤ" ꯍꯥꯏꯕ ꯑꯇꯩ ꯍꯤꯔꯝꯁꯤꯡꯗ ꯌꯥꯝꯅ ꯃꯌꯦꯛ ꯁꯦꯡꯅ, ꯃꯁꯥ ꯃꯊꯟꯇ ꯆꯣꯡꯈꯠꯆꯔꯛꯄ "ꯀꯦꯟꯁꯔ ꯕ꯭ꯔꯣꯊ" ꯑꯗꯨꯒ ꯆꯥꯡꯗꯝꯅꯗꯨꯅ ꯌꯥꯝꯅ ꯆꯝꯅ ꯆꯠꯊꯔꯛꯄ ꯅꯥꯠꯀꯤ ꯊꯧꯔꯝꯕꯨ ꯂꯥꯟꯅ ꯎꯍꯟꯅꯕ ꯍꯣꯠꯅꯕ ꯃꯍꯌ ꯌꯥꯜꯂꯔꯣꯏ꯫ ꯀꯦꯂꯦꯟꯗꯔ ꯑꯃꯒꯤ ꯑꯍꯧꯕ ꯅꯨꯃꯤꯠ ꯍꯥꯏꯕꯁꯤ ꯃꯅꯤꯄꯨꯔꯗ ꯃꯩꯇꯩꯁꯤꯡꯒꯤꯗꯤ ꯁꯖꯤꯕꯨ ꯅꯣꯡꯃꯥ ꯄꯥꯟꯕ ꯍꯥꯏꯕꯁꯤꯅꯤ꯫ ꯅꯨꯃꯤꯠ ꯑꯗꯨ ꯍꯧꯈ꯭ꯔꯦ꯫ ꯆꯩꯔꯥꯎꯕ ꯍꯥꯏꯗꯨꯅ ꯂꯝꯗꯝꯁꯤꯗ ꯅꯤꯡꯁꯤꯡꯕ ꯊꯣꯛꯇ꯭ꯔꯕ ꯃꯇꯝꯗꯒꯤ ꯄꯥꯡꯊꯣꯛꯇꯨꯅ ꯂꯥꯛꯂꯕ ꯅꯥꯠꯀꯤ ꯑꯣꯏꯕ ꯊꯧꯔꯝ ꯑꯁꯤꯒ ꯁꯖꯤꯕꯨ ꯅꯣꯡꯃꯥ ꯄꯥꯟꯕꯒ ꯇꯠꯅ-ꯊꯥꯅꯕ ꯌꯥꯗꯅ ꯁꯥꯒꯣꯟꯅꯗꯨꯅ ꯂꯥꯛꯂꯕꯅꯤ ꯍꯥꯏꯕꯁꯤꯗ ꯄꯨꯥꯔꯤꯒꯤ ꯃꯆꯥꯛꯁꯤꯡꯕꯨ ꯑꯣꯟꯊꯣꯛ-ꯑꯣꯟꯁꯤꯟ ꯇꯧꯔꯒ ꯍꯥꯏꯅꯕꯒꯤ ꯋꯥꯐꯝ ꯀꯔꯤꯁꯨ ꯂꯩꯇꯦ꯫ ꯋꯥꯐꯝ ꯑꯁꯤ ꯃꯅꯤꯄꯨꯔꯗ ꯑꯃꯗꯤ ꯃꯄꯥꯟꯗ ꯂꯩꯔꯤꯕ ꯃꯁꯥꯒꯤ ꯍꯧꯔꯛꯐꯝ ꯅꯤꯡꯁꯤꯡꯂꯤꯕ ꯑꯃꯁꯨꯡ ꯃꯄꯥꯅꯥꯠ-ꯃꯄꯨꯅꯥꯠ ꯀꯥꯎꯗ꯭ꯔꯤꯕ ꯃꯩꯇꯩ ꯄꯨꯝꯅꯃꯛꯅ ꯈꯪꯅꯔꯕ ꯑꯆꯨꯝꯕ ꯋꯥꯐꯝꯅꯤ꯫ ꯑꯁꯨꯝꯅ ꯃꯁꯤ ꯅꯣꯡꯃꯥ ꯃꯣꯡꯃꯒꯤ ꯃꯌꯦꯛ ꯁꯦꯡꯕ ꯍꯦꯟꯒꯠꯂꯛꯂꯤ꯫ ꯁꯨꯞꯅꯒꯤ ꯆꯍꯤ ꯆꯥ ꯑꯍꯨꯝ ꯐꯥꯕꯥꯠꯇꯕ ꯃꯇꯝ ꯑꯃꯒꯤ ꯍꯩꯅꯕꯤꯅ ꯑꯩꯈꯣꯏꯒꯤ ꯄꯨꯛꯅꯤꯡ ꯍꯛꯆꯥꯡ, ꯂꯤꯆꯠ-ꯁꯥꯖꯠ ꯄꯨꯝꯅꯃꯛꯄꯨ ꯄ꯭ꯔꯣꯒ꯭ꯔꯥꯝ ꯇꯧꯈꯤꯕꯗꯒꯤ ꯅꯥꯟꯊꯣꯛꯆꯕ ꯉꯝꯗꯗꯨꯅ ꯑꯩꯈꯣꯏꯅ ꯇꯧꯔꯤꯕ ꯑꯔꯥꯟꯕꯁꯤ ꯑꯗꯨꯝ ꯆꯨꯝꯕꯣꯏ ꯅꯤꯡꯖꯕꯅꯤ ꯑꯃꯗꯤ ꯀꯅꯥꯒꯨꯝꯕꯅ ꯑꯩꯈꯣꯏ ꯑꯩꯈꯣꯏꯅ ꯇꯧꯔꯤꯕꯁꯤ ꯆꯨꯝꯗꯦ ꯍꯥꯏꯔꯛꯄꯗ ꯁꯥꯎꯅꯤꯡꯂꯤꯕꯅꯤ ꯑꯃꯁꯨꯡ ꯊꯥꯏꯅꯒꯤ ꯆꯥꯎꯈꯠꯇ꯭ꯔꯕ ꯆꯠꯅꯕꯤꯗ ꯍꯛꯆꯤꯟꯕ ꯀꯥꯡꯕꯨ ꯑꯃꯅ ꯅꯝꯗꯨꯅ ꯄꯨꯁꯤꯟꯗꯨꯅ ꯍꯣꯠꯅꯕꯅꯤ ꯍꯥꯏꯅ ꯑꯩꯈꯣꯏꯅ ꯄꯥꯎꯊꯣꯛꯄꯅꯤ꯫